ꯈ꯭ꯋꯥꯏꯗꯒꯤ ꯅꯧꯕ ꯐꯤꯠꯅꯦꯁ ꯇ꯭ꯔꯦꯟꯗꯁꯤꯡꯒꯤ ꯃꯇꯥꯡꯗ ꯑꯥꯔꯇꯤꯀꯦꯜ ꯑꯃ ꯁꯃꯖꯤꯟꯅꯧ꯫ ꯑꯥꯔꯇꯤꯀꯜ ꯑꯁꯤꯅ ꯂꯤꯁꯤꯡ ꯑꯅꯤ ꯀꯨꯟ ꯃꯥꯊꯣꯏ ꯗꯥ ꯈ꯭ꯋꯥꯏꯗꯒꯤ ꯅꯧꯕ ꯐꯤꯠꯅꯦꯁ ꯇ꯭ꯔꯦꯟꯗꯁꯤꯡꯒꯤ ꯃꯇꯥꯡꯗ ꯈꯟꯅꯔꯤ, ꯀꯣꯕꯤꯗ-ꯅꯥꯏꯟꯇꯤꯟ ꯂꯥꯏꯆꯠꯅ ꯃꯔꯝ ꯑꯣꯏꯗꯨꯅ ꯃꯤꯑꯣꯏ ꯀꯌꯥꯅ ꯃꯈꯣꯏꯒꯤ ꯑꯦꯛꯁꯔꯁꯥꯏꯖ ꯔꯨꯇꯤꯟꯁꯤꯡ ꯑꯦꯗꯞꯇꯦꯠ ꯇꯧꯕ ꯇꯥꯈꯤ ꯑꯃꯁꯨꯡ ꯐꯤꯠꯅꯦꯁ ꯏꯟꯗꯁꯇ꯭ꯔꯤꯁꯨ ꯄꯤꯚꯠ ꯇꯧꯕ ꯇꯥꯈꯤ꯫ ꯑꯥꯔꯇꯤꯀꯜ ꯑꯁꯤꯅ ꯌꯦꯡꯁꯤꯟꯒꯗꯕ ꯐꯤꯠꯅꯦꯁꯀꯤ ꯇ꯭ꯔꯦꯟꯗ ꯇꯔꯨꯛ ꯐꯣꯡꯗꯣꯛꯂꯤ - ꯚꯔꯆꯨꯑꯦꯜ ꯐꯤꯠꯅꯦꯁ -ꯖꯤꯝ ꯀꯌꯥ ꯊꯤꯡꯖꯤꯟꯕꯅ ꯃꯔꯝ ꯑꯣꯏꯗꯨꯅ ꯚꯔꯆꯨꯑꯦꯜ ꯀ꯭ꯂꯥꯁꯁꯤꯡ ꯑꯁꯤ ꯍꯦꯟꯅ ꯃꯤꯌꯥꯝꯅ ꯄꯥꯝꯅꯕ ꯑꯣꯏꯔꯛꯂꯤ꯫ ꯃꯤꯌꯥꯝꯅ ꯃꯈꯣꯏ ꯃꯁꯥꯒꯤ ꯌꯨꯝꯗꯒꯤ ꯋꯥ꯭ꯔꯛꯑꯥꯎꯠ ꯇꯧꯕ ꯌꯥꯏ, ꯑꯃꯁꯨꯡ ꯀ꯭ꯂꯥꯁꯁꯤꯡ ꯑꯁꯤ ꯃꯇꯝ ꯑꯃꯠꯇꯗ ꯐꯪꯏ, ꯃꯁꯤꯅ ꯃꯈꯣꯏꯕꯨ ꯊꯥꯖꯕ ꯌꯥꯗꯕ ꯃꯑꯣꯡꯗ ꯈꯨꯗꯣꯡꯆꯥꯕ ꯄꯤꯔꯤ꯫ ꯑꯥ꯭ꯎꯠꯗꯣꯔ ꯐꯤꯠꯅꯦꯁ - ꯀꯣꯕꯤꯗ - ꯅꯥꯏꯟꯇꯤꯟ ꯅꯥ ꯃꯔꯝ ꯑꯣꯏꯗꯨꯅ ꯊꯣꯔꯛꯂꯤꯕ ꯑꯇꯣꯞꯄ ꯇ꯭ꯔꯦꯟꯗ ꯑꯃꯗꯤ ꯑꯥ꯭ꯎꯠꯗꯣꯔ ꯐꯤꯠꯅꯦꯁ ꯍꯦꯟꯒꯠꯂꯛꯄꯅꯤ꯫ ꯃꯁꯤꯗ ꯍꯥꯏꯀꯤꯡ ꯅꯠꯇꯔꯒ ꯔꯟ ꯇꯧꯕꯒꯨꯝꯕ ꯇ꯭ꯔꯦꯗꯤꯁ꯭ꯅꯦꯜ ꯑꯣꯏꯕ ꯃꯄꯥꯟꯗ ꯊꯕꯛ ꯊꯧꯔꯝꯁꯤꯡ, ꯅꯠꯇꯔꯒ ꯃꯄꯥꯟꯗ ꯕꯨꯠ ꯀꯦꯝꯄꯁꯤꯡ ꯑꯃꯁꯨꯡ ꯌꯣꯒ ꯀ꯭ꯂꯥꯁꯁꯤꯡ ꯌꯥꯎꯕ ꯌꯥꯏ꯫ ꯋꯦꯌꯔꯕꯦꯜ ꯇꯦꯛꯅꯣꯂꯣꯖꯤ - ꯋꯦꯌꯔꯑꯦꯕꯜ ꯇꯦꯛꯅꯣꯂꯣꯖꯤ ꯑꯁꯤ ꯍꯧꯖꯤꯛ ꯆꯍꯤ ꯀꯌꯥꯗꯒꯤ ꯃꯤꯌꯥꯝꯅ ꯄꯥꯝꯅꯕꯥꯔ ꯑꯣꯏꯔꯛꯂꯤ ꯑꯃꯁꯨꯡ ꯂꯤꯁꯤꯡ ꯑꯅꯤ ꯀꯨꯟ ꯃꯥꯊꯣꯏ ꯗꯥ ꯃꯈꯥ ꯇꯥꯅ ꯇ꯭ꯔꯦꯟꯗ ꯑꯃ ꯑꯣꯏꯔꯛꯂꯤ, ꯗꯤꯚꯥꯏꯁꯁꯤꯡ ꯑꯁꯤꯅ ꯋꯥ‍꯭ꯔꯛꯑꯥꯎꯠ, ꯍꯥ꯭ꯔꯠ ꯔꯦꯠ, ꯑꯃꯁꯨꯡ ꯇꯨꯝꯕ ꯇ꯭ꯔꯦꯛ ꯇꯧꯕ ꯉꯝꯃꯤ, ꯃꯁꯤꯅ ꯃꯤꯑꯣꯏ ꯑꯃꯅ ꯃꯈꯣꯏꯒꯤ ꯄ꯭ꯔꯣꯒ꯭ꯔꯦꯁ ꯌꯦꯡꯁꯤꯟꯕꯗ ꯂꯥꯏꯊꯣꯛꯍꯜꯂꯤ꯫ ꯍꯛꯆꯥꯡꯒꯤ ꯑꯔꯨꯝꯕ ꯇ꯭ꯔꯦꯅꯤꯡ - ꯍꯠꯆꯥꯡꯒꯤ ꯑꯔꯨꯝꯕ ꯇ꯭ꯔꯦꯅꯤꯡ ꯑꯁꯤ ꯃꯐꯝ ꯑꯃꯗ ꯇꯧꯕ ꯌꯥꯏ ꯑꯃꯁꯨꯡ ꯈꯨꯠꯂꯥꯏ ꯑꯃꯠꯇ ꯃꯊꯧ ꯇꯥꯗꯕꯅꯥ ꯃꯔꯝ ꯑꯣꯏꯗꯨꯅ ꯃꯤꯌꯥꯝꯅ ꯄꯥꯝꯅꯕ ꯍꯦꯟꯒꯠꯂꯛꯂꯤ꯫ ꯃꯁꯤ ꯃꯑꯣꯡ ꯃꯇꯧꯗ ꯂꯩꯅꯕꯒꯤ ꯈꯨꯗꯣꯡꯆꯥꯕ ꯑꯃꯁꯨꯡ ꯏꯐꯦꯛꯇꯤꯕ ꯑꯣꯏꯕ ꯃꯑꯣꯡ ꯑꯃꯅꯤ꯫ ꯍꯥꯏ-ꯏꯟꯇꯦꯟꯁꯤꯇꯤ ꯏꯟꯇꯔꯚꯜ ꯇ꯭ꯔꯦꯅꯤꯡ - ꯍꯧꯈꯤꯕ ꯆꯍꯤ ꯈꯔꯁꯤꯗ ꯋꯥ꯭ꯔꯛꯑꯥ꯭ꯎꯠꯁꯤꯡ ꯑꯁꯤ ꯃꯤꯌꯥꯝꯅ ꯄꯥꯝꯅꯕ ꯑꯣꯏꯔꯛꯂꯤ ꯑꯃꯁꯨꯡ ꯂꯤꯁꯤꯡ ꯑꯅꯤ ꯀꯨꯟ ꯃꯥꯊꯣꯏ ꯗꯥ ꯃꯈꯥ ꯇꯥꯅ ꯇ꯭ꯔꯦꯟꯗ ꯑꯃ ꯑꯣꯏꯗꯨꯅ ꯂꯥꯛꯂꯤ, ꯋꯥ꯭ꯔꯛꯑꯥ꯭ꯎꯠꯁꯤꯡ ꯑꯁꯤꯒꯤ ꯃꯇꯨꯡꯗ ꯑꯀꯟꯕ ꯑꯦꯛꯁꯔꯁꯥꯏꯖ ꯇꯧꯕꯒꯤ ꯑꯇꯦꯟꯕ ꯃꯇꯝꯒꯤ ꯊꯧꯑꯣꯡꯁꯤꯡ ꯌꯥꯎꯏ, ꯑꯃꯁꯨꯡ ꯃꯗꯨꯒꯤ ꯃꯇꯨꯡꯗ ꯂꯦꯡ-ꯑꯣꯠꯄꯒꯤ ꯃꯇꯝꯁꯤꯡ ꯌꯥꯎꯏ, ꯑꯃꯁꯨꯡ ꯃꯩ ꯆꯥꯛꯄꯗ ꯌꯥꯝꯅ ꯏꯐꯦꯛꯇꯤꯚ ꯑꯣꯏ꯫ ꯀꯦꯂꯣꯔꯤ ꯑꯃꯁꯨꯡ ꯀꯥꯔꯗꯤꯑꯣꯚꯥꯁꯀꯨꯂꯥꯔ ꯍꯦꯜꯊ ꯐꯒꯠꯍꯟꯕ- ꯒ꯭ꯔꯨꯞ ꯇ꯭ꯔꯦꯅꯤꯡ, ꯚꯔꯆꯨꯑꯦꯜ ꯑꯣꯏꯔꯕꯁꯨ ꯅꯠꯇꯔꯒ ꯏꯟ-ꯄꯔꯁꯟ ꯑꯣꯏꯔꯕꯁꯨ, ꯃꯁꯤ ꯌꯦꯡꯁꯤꯟꯒꯗꯕ ꯑꯇꯣꯞꯄ ꯇ꯭ꯔꯦꯟꯗ ꯑꯃꯅꯤ꯫ ꯀ꯭ꯂꯥꯁꯁꯤꯡ ꯑꯁꯤꯅ ꯀꯝꯃ꯭ꯌꯨꯅꯤꯇꯤ ꯑꯃꯁꯨꯡ ꯁꯄꯣꯔꯇꯀꯤ ꯋꯥꯈꯜꯂꯣꯟ ꯑꯃ ꯄꯤꯕꯇ ꯅꯠꯇꯅꯥ ꯑꯦꯀꯥꯎꯟꯇꯦꯕꯤꯂꯤꯇꯤꯁꯨ ꯄꯤꯔꯤ, ꯃꯁꯤꯅ ꯃꯤꯌꯥꯝ ꯃꯈꯣꯏꯒꯤ ꯐꯤꯠꯅꯦꯁꯀꯤ ꯄꯥꯟꯗꯝꯁꯤꯡꯒ ꯂꯣꯏꯅꯅꯥ ꯃꯣꯇꯤꯕꯦꯠ ꯇꯧꯕ ꯑꯃꯁꯨꯡ ꯂꯝꯕꯤꯗ ꯆꯠꯄꯗ ꯃꯇꯦꯡ ꯄꯥꯡꯕ ꯉꯝꯒꯅꯤ꯫ ꯑꯏꯕ ꯑꯁꯤꯒꯤ ꯊꯤꯝ ꯑꯁꯤ ꯀꯔꯤꯅꯣ? ꯃꯍꯥꯛꯅ ꯃꯇꯝ ꯄꯨꯝꯅꯃꯛꯇ ꯊꯥꯗ ꯆꯠꯄꯒꯤ ꯃꯪꯂꯥꯟ ꯂꯩꯔꯝꯃꯤ, ꯃꯔꯝ ꯑꯗꯨꯅ ꯃꯍꯥꯛꯅ ꯊꯧꯅ ꯐꯅꯥ ꯈꯣꯡꯊꯥꯡ ꯑꯃ ꯂꯧꯈꯠꯇꯨꯅꯥ ꯇꯔꯥꯝꯅ ꯑꯣꯛꯄꯒꯤ ꯋꯥꯟ-ꯋꯦ ꯇꯤꯀꯦꯠꯀꯤꯗꯃꯛ ꯑꯦꯞꯂꯥꯏ ꯇꯧꯈꯤ꯫ ꯑꯏꯕ ꯑꯁꯤꯒꯤ ꯊꯤꯝꯗꯤ ꯃꯪꯂꯥꯟꯁꯤꯡ ꯑꯗꯨ ꯃꯪꯐꯥꯎꯅꯍꯟꯕ ꯑꯃꯁꯨꯡ ꯃꯗꯨ ꯐꯪꯅꯕ ꯔꯤꯁ꯭ꯛ ꯂꯧꯕꯅꯤ꯫ ꯐ꯭ꯔꯦꯡꯀꯦꯁ꯭ꯇꯥꯏꯟ ꯑꯁꯤ ꯃꯦꯔꯤ ꯁꯦꯜꯒꯤ ꯅꯣꯚꯦꯜ ꯑꯃꯅꯤ, ꯃꯁꯤ ꯏꯪ ꯗꯥ ꯐꯣꯡꯈꯤꯕꯅꯤ, ꯃꯁꯤꯅ ꯗꯥꯛꯇꯔ ꯚꯤꯛꯇꯔ ꯐ꯭ꯔꯦꯡꯀꯦꯁ꯭ꯇꯥꯏꯟꯒꯤ ꯋꯥꯔꯤꯃꯆꯥꯒꯤ ꯃꯇꯨꯡ ꯏꯟꯅ ꯆꯠꯂꯤ, ꯃꯍꯥꯛꯅ ꯄꯨꯟꯁꯤ ꯁꯦꯝꯒꯠꯅꯕ ꯁꯥꯏꯟꯁ ꯁꯤꯖꯤꯟꯅꯕꯒꯤ ꯋꯥꯈꯜ ꯂꯥꯛꯄ ꯃꯇꯝꯗ꯫ ꯃꯍꯥꯛ ꯃꯥꯏ ꯄꯥꯛꯏ, ꯑꯗꯨꯕꯨ ꯃꯍꯥꯛꯀꯤ ꯁꯦꯝꯈꯤꯕ, ꯒ꯭ꯔꯣꯇꯦꯁ꯭ꯛ ꯖꯤꯕ ꯑꯃ ꯑꯣꯏꯅ ꯌꯥꯝꯅ ꯂꯥꯡꯇꯛꯅꯩ ꯑꯃꯁꯨꯡ ꯃꯗꯨꯕꯨ ꯌꯥꯅꯤꯡꯗꯦ꯫ ꯇꯪꯗꯨ ꯂꯩꯇꯥꯕ ꯑꯃꯁꯨꯡ ꯌꯥꯕ ꯉꯝꯗꯕꯥ ꯖꯤꯕ ꯑꯗꯨꯅ ꯂꯧꯁꯤꯟꯕꯒꯤ ꯂꯝꯕꯤꯗ ꯆꯠꯂꯤ ꯑꯗꯨꯕꯨ ꯃꯍꯥꯛꯀꯤ ꯃꯁꯥꯒꯤ ꯑꯣꯏꯖꯕ ꯊꯤꯕ ꯍꯣꯠꯅꯕꯅꯥ ꯑꯁꯥꯎꯕ ꯑꯃꯁꯨꯡ ꯃꯥꯡꯍꯟ ꯇꯥꯛꯍꯟꯕ ꯈꯛꯇꯅꯥ ꯃꯔꯝ ꯑꯣꯏꯗꯨꯅ ꯃꯍꯥꯛꯀꯤ ꯁꯦꯝꯕꯤꯕ ꯃꯄꯨꯒ ꯊꯦꯡꯅꯩ꯫ ꯅꯣꯚꯦꯜ ꯑꯁꯤꯅ ꯑꯦꯝꯕꯤꯁꯟ, ꯑꯥꯏꯁꯣꯂꯦꯁꯟ ꯑꯃꯁꯨꯡ ꯏꯁꯣꯔꯒꯤ ꯊꯧꯗꯥꯡ ꯂꯧꯕꯒꯤ ꯃꯍꯩꯁꯤꯡꯒꯤ ꯊꯤꯝꯁꯤꯡ ꯊꯤꯖꯤꯜꯂꯤ꯫